ꯒ꯭ꯂꯣꯕꯦꯜ ꯋꯥꯔꯃꯤꯡꯅꯥ ꯊꯣꯛꯍꯟꯕꯥ ꯁꯃꯁ꯭ꯌꯥꯁꯤꯡꯒꯤ ꯃꯇꯥꯡꯗꯥ ꯋꯥꯔꯤ ꯑꯃꯥ ꯁꯦꯝꯒꯠꯄꯥꯒꯤ ꯃꯇꯥꯡ ꯅꯩꯅꯁꯤ꯫ ꯒ꯭ꯂꯣꯕꯦꯜ ꯋꯥꯔꯃꯤꯡ ꯑꯁꯤ ꯑꯩꯈꯣꯏꯒꯤ ꯄ꯭ꯂꯥꯅꯦꯠ ꯑꯁꯤꯅꯥ ꯃꯥꯌꯣꯛꯅꯔꯤꯕꯥ ꯑꯀꯣꯏꯕꯒꯤ ꯐꯤꯕꯝꯒꯤ ꯈ꯭ꯋꯥꯏꯗꯒꯤ ꯁꯥꯊꯤꯕꯥ ꯁꯃꯁ꯭ꯌꯥꯁꯤꯡꯒꯤ ꯃꯅꯨꯡꯗꯥ ꯑꯃꯅꯤ꯫ ꯃꯁꯤꯒꯤ ꯐꯤꯚꯝ ꯑꯁꯤ ꯀꯥꯔꯕꯣꯟ ꯗꯥꯏꯑꯣꯛꯁꯥꯏꯗ ꯑꯃꯁꯨꯡ ꯃꯤꯊꯦꯟꯒꯨꯝꯕꯥ ꯒ꯭ꯔꯤꯟꯍꯥꯎꯁ ꯒ꯭ꯌꯥꯁꯁꯤꯡꯒꯤ ꯆꯥꯡ ꯍꯦꯟꯒꯠꯂꯛꯄꯅꯥ ꯃꯔꯝ ꯑꯣꯏꯗꯨꯅꯥ ꯑꯣꯏꯔꯤ꯫ ꯍꯥꯏꯔꯤꯕꯥ ꯒ꯭ꯌꯥꯁꯁꯤꯡ ꯑꯁꯤꯅꯥ ꯅꯨꯃꯤꯠꯀꯤ ꯅꯨꯡꯁꯤꯠ ꯑꯁꯤ ꯄ꯭ꯔꯤꯊꯤꯕꯤꯒꯤ ꯑꯦꯠꯃꯣꯁꯐꯤꯌꯔꯗꯥ ꯊꯝꯖꯤꯜꯂꯤ, ꯃꯁꯤꯅꯥ ꯄ꯭ꯂꯥꯅꯦꯠ ꯑꯁꯤꯒꯤ ꯆꯥꯡꯆꯠꯇꯥ ꯑꯣꯏꯕꯥ ꯇꯦꯝꯄꯦꯔꯦꯆꯔ ꯍꯦꯟꯒꯠꯍꯜꯂꯤ꯫ ꯍꯧꯈꯤꯕꯥ ꯆꯍꯤ ꯂꯤꯁꯤꯡ ꯑꯁꯤꯗꯥ ꯄ꯭ꯔꯤꯊꯤꯕꯤꯒꯤ ꯇꯦꯝꯄꯦꯔꯦꯆꯔ ꯑꯁꯤ ꯆꯥꯎꯔꯥꯛꯅꯥ ꯁꯦꯜꯁꯤꯌꯁ ꯗꯤꯒ꯭ꯔꯤ ꯑꯃꯥ ꯍꯦꯟꯒꯠꯂꯛꯄꯅꯥ ꯃꯔꯝ ꯑꯣꯏꯗꯨꯅꯥ ꯈꯨꯗꯣꯡꯆꯥꯗꯕꯥ ꯀꯌꯥ ꯊꯣꯛꯍꯜꯂꯤ꯫ ꯋꯥꯔꯤꯃꯆꯥ ꯑꯁꯤꯗꯥ ꯑꯩꯈꯣꯏꯅꯥ ꯒ꯭ꯂꯣꯕꯦꯜ ꯋꯥꯔꯃꯤꯡꯅꯥ ꯊꯣꯛꯍꯟꯕꯥ ꯈꯨꯗꯣꯡꯆꯥꯗꯕꯁꯤꯡꯒꯤ ꯃꯇꯥꯡꯗꯥ ꯈꯟꯅꯒꯅꯤ꯫ ꯒ꯭ꯂꯣꯕꯦꯜ ꯋꯥꯔꯃꯤꯡꯅꯥ ꯊꯣꯛꯍꯟꯕꯥ ꯑꯍꯥꯟꯕꯥ ꯄ꯭ꯔꯣꯕ꯭ꯂꯦꯝꯗꯤ ꯒ꯭ꯂꯦꯁꯤꯌꯔꯁꯤꯡ ꯑꯃꯁꯨꯡ ꯄꯣꯂꯥꯔ ꯑꯥꯏꯁ ꯀꯦꯞꯁꯤꯡ ꯆꯦꯟꯊꯔꯛꯄꯅꯤ꯫ ꯇꯦꯝꯄꯦꯔꯦꯆꯔ ꯍꯦꯟꯒꯠꯂꯛꯄꯅꯥ ꯃꯔꯝ ꯑꯣꯏꯗꯨꯅꯥ ꯒ꯭ꯂꯦꯁꯤꯌꯔꯁꯤꯡ ꯆꯦꯟꯊꯔꯛꯄꯥ ꯃꯇꯝꯗꯥ ꯏꯁꯤꯡ ꯑꯗꯨ ꯁꯃꯨꯗ꯭ꯔꯗꯥ ꯆꯦꯜꯂꯤ, ꯃꯗꯨꯅꯥ ꯁꯃꯨꯗ꯭ꯔꯒꯤ ꯂꯦꯚꯦꯜ ꯍꯦꯟꯒꯠꯍꯜꯂꯤ꯫ ꯁꯃꯨꯗ꯭ꯔꯒꯤ ꯂꯦꯚꯦꯜ ꯋꯥꯡꯈꯠꯂꯛꯄꯥ ꯑꯁꯤꯅꯥ ꯀꯣꯁꯇꯦꯜ ꯏꯆꯥꯎ ꯊꯣꯛꯍꯟꯕꯥ ꯌꯥꯏ, ꯃꯁꯤꯅꯥ ꯄ꯭ꯔꯣꯄꯔꯇꯤ ꯑꯃꯁꯨꯡ ꯏꯅꯐ꯭ꯔꯥꯁꯇ꯭ꯔꯛꯆꯔꯗꯥ ꯌꯥꯝꯅꯥ ꯁꯥꯊꯤꯅꯥ ꯑꯃꯥꯡ-ꯑꯇꯥ ꯊꯣꯛꯍꯟꯕꯥ ꯌꯥꯏ꯫ ꯁꯃꯨꯗ꯭ꯔ ꯈꯣꯡꯕꯥꯜꯒꯤ ꯏꯁꯤꯡ ꯏꯆꯥꯎꯅꯥ ꯃꯤꯑꯣꯏ ꯂꯥꯈ ꯀꯌꯥꯕꯨ ꯂꯝꯗꯒꯤ ꯇꯥꯟꯊꯣꯛꯍꯟꯕꯁꯨ ꯌꯥꯏ, ꯃꯔꯝꯗꯤ ꯃꯈꯣꯏꯒꯤ ꯃꯌꯨꯝ ꯑꯃꯁꯨꯡ ꯍꯤꯡꯅꯕꯒꯤ ꯂꯝꯕꯤ ꯏꯁꯤꯡꯅꯥ ꯃꯥꯡꯍꯟ ꯇꯥꯛꯍꯜꯂꯤ꯫ ꯒ꯭ꯂꯣꯕꯦꯜ ꯋꯥꯔꯃꯤꯡꯒꯥ ꯃꯔꯤ ꯂꯩꯅꯕꯥ ꯑꯇꯣꯞꯄꯥ ꯄ꯭ꯔꯣꯕ꯭ꯂꯦꯝ ꯑꯃꯗꯤ ꯑꯀꯟꯕꯥ ꯋꯦꯗꯔ ꯏꯚꯦꯟꯁꯤꯡꯅꯤ꯫ ꯀ꯭ꯂꯥꯏꯃꯦꯠ ꯍꯣꯡꯂꯛꯄꯒꯥ ꯂꯣꯏꯅꯅꯥ ꯑꯩꯈꯣꯏꯅꯥ ꯍꯦꯟꯅꯥ ꯆꯥꯡ ꯅꯥꯏꯅꯥ ꯑꯃꯁꯨꯡ ꯑꯀꯟꯕꯥ ꯋꯦꯗꯔ ꯏꯚꯦꯟꯇꯁꯤꯡ ꯍꯥꯏꯕꯗꯤ ꯍꯨꯔꯤꯀꯦꯟ, ꯍꯤꯠ ꯋꯦꯚ ꯑꯃꯁꯨꯡ ꯏꯁꯤꯡ ꯏꯆꯥꯎ ꯊꯣꯛꯀꯅꯤ ꯍꯥꯏꯅꯥ ꯊꯥꯖꯕꯥ ꯌꯥꯏ꯫ ꯑꯀꯟꯕꯥ ꯅꯣꯡꯖꯨꯒꯤ ꯊꯧꯗꯣꯛꯁꯤꯡ ꯑꯁꯤꯅꯥ ꯃꯥꯡꯍꯟ ꯇꯥꯛꯍꯟꯕꯥ ꯌꯥꯏ ꯑꯃꯁꯨꯡ ꯄꯨꯟꯁꯤ ꯑꯃꯁꯨꯡ ꯂꯟ-ꯊꯨꯝ ꯃꯥꯡꯍꯟꯕꯥ ꯌꯥꯏ꯫ ꯃꯈꯣꯏꯅꯥ ꯂꯧꯎ-ꯁꯤꯡꯎꯗꯁꯨ ꯁꯥꯊꯤꯅꯥ ꯁꯥꯐꯨ ꯄꯤꯕꯅꯥ ꯃꯔꯝ ꯑꯣꯏꯗꯨꯅꯥ ꯂꯧꯃꯤꯁꯤꯡꯅꯥ ꯃꯍꯩ-ꯃꯔꯣꯡ ꯊꯥꯕꯥ ꯑꯃꯁꯨꯡ ꯃꯤꯁꯤꯡꯗꯥ ꯆꯥꯅꯕꯥ ꯈꯨꯗꯣꯡꯆꯥꯗꯕꯥ ꯊꯣꯛꯍꯜꯂꯤ꯫ ꯒ꯭ꯂꯣꯕꯦꯜ ꯋꯥꯔꯃꯤꯡ ꯑꯁꯤꯅꯥ ꯂꯝꯂꯛꯀꯤ ꯁꯥ-ꯎꯆꯦꯛꯗꯁꯨ ꯃꯁꯛ ꯊꯣꯛꯄꯥ ꯁꯥꯐꯨ ꯑꯃꯥ ꯄꯤꯔꯤ꯫ ꯇꯦꯝꯄꯦꯔꯦꯆꯔ ꯍꯦꯟꯒꯠꯂꯛꯄꯅꯥ ꯁꯥꯁꯤꯡꯅꯥ ꯍꯣꯡꯂꯛꯂꯤꯕꯥ ꯀ꯭ꯂꯥꯏꯃꯦꯠ ꯑꯁꯤꯒꯥ ꯆꯨꯁꯤꯟꯅꯅꯕꯥ ꯍꯣꯠꯅꯕꯗꯥ ꯃꯈꯣꯏꯒꯤ ꯂꯩꯐꯝ ꯃꯥꯡꯍꯟꯕꯥ ꯌꯥꯏ꯫ ꯈꯨꯗꯝ ꯑꯣꯏꯅꯥ, ꯄꯣꯂꯥꯔ ꯑꯥꯏꯁ ꯀꯦꯞꯁꯤꯡ ꯊꯨꯒꯥꯏꯕꯅꯥ ꯄꯣꯂꯥꯔ ꯕꯦꯌꯥꯔ, ꯁꯤꯜ ꯑꯃꯁꯨꯡ ꯃꯈꯣꯏꯒꯤ ꯍꯤꯡꯅꯕꯒꯤꯗꯃꯛ ꯑꯥꯏꯁꯇꯥ ꯃꯈꯥ ꯄꯣꯜꯂꯤꯕꯥ ꯑꯇꯩ ꯁꯥꯁꯤꯡꯒꯤ ꯄꯨꯟꯁꯤꯗꯥ ꯁꯥꯐꯨ ꯄꯤꯔꯤ꯫ ꯒ꯭ꯂꯣꯕꯦꯜ ꯋꯥꯔꯃꯤꯡ ꯑꯁꯤꯅꯥ ꯃꯈꯜ ꯀꯌꯥ ꯑꯃꯁꯨ ꯃꯥꯡꯍꯟ ꯇꯥꯛꯍꯜꯂꯤ, ꯃꯔꯝꯗꯤ ꯃꯈꯣꯏꯅꯥ ꯍꯣꯡꯂꯛꯂꯤꯕꯥ ꯑꯀꯣꯏꯕꯒꯤ ꯐꯤꯕꯝꯒꯥ ꯆꯨꯁꯤꯟꯅꯍꯟꯕꯥ ꯉꯝꯗꯦ꯫ ꯑꯔꯣꯏꯕꯗꯥ, ꯒ꯭ꯂꯣꯕꯦꯜ ꯋꯥꯔꯃꯤꯡꯅꯥ ꯃꯤꯑꯣꯏꯕꯒꯤ ꯍꯛꯁꯦꯜꯗꯥ ꯁꯥꯊꯤꯕꯥ ꯐꯜ ꯄꯤꯔꯤ꯫ ꯇꯦꯝꯄꯦꯔꯦꯆꯔ ꯍꯦꯟꯒꯠꯂꯛꯄꯥ ꯑꯃꯁꯨꯡ ꯒ꯭ꯔꯤꯟꯍꯥꯎꯁ ꯒ꯭ꯌꯥꯁ ꯊꯥꯗꯣꯛꯄꯥ ꯍꯦꯟꯒꯠꯂꯛꯄꯅꯥ ꯃꯔꯝ ꯑꯣꯏꯗꯨꯅꯥ ꯑꯦꯌꯔ ꯄꯣꯂꯨꯁꯟꯅꯥ ꯁ꯭ꯋꯔ ꯍꯣꯟꯕꯒꯤ ꯁꯃꯁ꯭ꯌꯥꯁꯤꯡ ꯍꯥꯏꯕꯗꯤ ꯑꯦꯖꯃꯥ ꯑꯃꯁꯨꯡ ꯕ꯭ꯔꯣꯡꯀꯥꯏꯇꯤꯁ ꯊꯣꯛꯍꯜꯂꯛꯄꯥ ꯌꯥꯏ꯫ ꯍꯤꯠꯋꯦꯚ ꯑꯁꯤꯅꯥ ꯃꯔꯨꯑꯣꯏꯅꯥ ꯑꯍꯜ ꯑꯣꯏꯔꯕꯥ ꯃꯤꯑꯣꯏꯁꯤꯡ ꯑꯃꯁꯨꯡ ꯃꯃꯥꯡꯗꯥ ꯂꯩꯔꯝꯕꯥ ꯍꯛꯁꯦꯂꯒꯤ ꯐꯤꯚꯝꯁꯤꯡ ꯂꯩꯕꯥ ꯃꯤꯑꯣꯏꯁꯤꯡꯗꯁꯨ ꯁꯤꯍꯟꯕꯥ ꯌꯥꯏ꯫ ꯃꯁꯤꯒꯤ ꯃꯊꯛꯇꯥ, ꯇꯦꯝꯄꯦꯔꯦꯆꯔ ꯑꯃꯁꯨꯡ ꯄ꯭ꯔꯦꯁꯤꯄꯤꯇꯦꯁꯟꯒꯤ ꯃꯑꯣꯡ-ꯃꯇꯧ ꯍꯣꯡꯂꯛꯄꯅꯥ ꯃꯔꯝ ꯑꯣꯏꯗꯨꯅꯥ ꯃꯦꯂꯦꯔꯤꯌꯥ ꯑꯃꯁꯨꯡ ꯗꯦꯡꯒꯨꯒꯨꯝꯕꯥ ꯂꯧꯅꯒꯟꯕꯥ ꯂꯥꯏꯅꯥꯁꯤꯡ ꯁꯟꯗꯣꯛꯄꯥ ꯌꯥꯏ꯫ ꯂꯣꯏꯁꯤꯜꯂꯛꯄꯗꯥ, ꯒ꯭ꯂꯣꯕꯦꯜ ꯋꯥꯔꯃꯤꯡ ꯑꯁꯤ ꯌꯥꯝꯅꯥ ꯁꯥꯊꯤꯕꯥ ꯁꯃꯁ꯭ꯌꯥ ꯑꯃꯅꯤ ꯑꯃꯁꯨꯡ ꯃꯁꯤꯅꯥ ꯄ꯭ꯔꯤꯊꯤꯕꯤꯗꯥ ꯃꯑꯣꯡ ꯀꯌꯥꯗꯥ ꯁꯥꯐꯨ ꯄꯤꯔꯤ꯫ ꯁꯃꯨꯗ꯭ꯔꯒꯤ ꯂꯦꯚꯦꯜ ꯋꯥꯡꯈꯠꯂꯛꯄꯥ ꯑꯃꯁꯨꯡ ꯑꯀꯟꯕꯥ ꯅꯣꯡꯖꯨꯒꯤ ꯊꯧꯗꯣꯛꯁꯤꯡꯗꯒꯤ ꯍꯧꯔꯒꯥ ꯂꯝꯂꯛꯀꯤ ꯁꯥ-ꯎꯆꯦꯛꯁꯤꯡ ꯂꯝꯍꯥꯡꯗꯥ ꯈꯣꯡꯍꯥꯝꯗꯕꯥ ꯑꯃꯁꯨꯡ ꯂꯥꯏꯅꯥ ꯁꯟꯗꯣꯛꯄꯥ ꯐꯥꯎꯕꯥ, ꯒ꯭ꯂꯣꯕꯦꯜ ꯋꯥꯔꯃꯤꯡꯒꯤ ꯃꯍꯩ ꯀꯌꯥ ꯑꯃꯥ ꯂꯩꯔꯤ, ꯃꯗꯨ ꯈꯨꯗꯛꯇꯥ ꯊꯦꯡꯅꯕꯥ ꯃꯊꯧ ꯇꯥꯏ꯫ ꯃꯤꯑꯣꯏ ꯑꯃꯃꯝ, ꯁꯔꯀꯥꯔꯁꯤꯡ ꯑꯃꯁꯨꯡ ꯀꯣꯔꯄꯣꯔꯦꯁꯟꯁꯤꯡꯅꯥ ꯒ꯭ꯔꯤꯟꯍꯥꯎꯁ ꯒ꯭ꯌꯥꯁ ꯊꯥꯗꯣꯛꯄꯥ ꯍꯟꯊꯍꯟꯅꯕꯥ ꯑꯃꯁꯨꯡ ꯒ꯭ꯂꯣꯕꯦꯜ ꯋꯥꯔꯃꯤꯡꯒꯤ ꯏꯝꯄꯦꯛ ꯍꯟꯊꯍꯟꯅꯕꯥ ꯊꯕꯛ ꯄꯥꯏꯈꯠꯄꯥ ꯑꯁꯤ ꯌꯥꯝꯅꯥ ꯃꯔꯨꯑꯣꯏ꯫